ꯑꯦꯟ. ꯑꯣ. ꯇꯤ. ꯒꯦꯠ ꯌꯥꯎꯔꯤ꯫ ꯃꯁꯤꯅ ꯇꯥꯛꯄꯗꯤ ꯀ꯭ꯋꯥꯟꯇꯝ ꯀꯝꯄ꯭ꯌꯨꯇꯦꯁꯟ ꯑꯃꯍꯦꯛꯇꯕꯨ ꯁꯤ. ꯑꯦꯟ. ꯑꯣ. ꯇꯤ. ꯒꯦꯠꯁꯤꯡꯒ ꯄꯨꯟꯅ ꯁꯤꯡꯒꯜ-ꯀ꯭ꯌꯨꯕꯤꯠ ꯒꯦꯠꯁꯤꯡꯒꯤ ꯄꯔꯤꯡ ꯑꯃ ꯄꯥꯡꯊꯣꯛꯇꯨꯅ ꯄꯥꯡꯊꯣꯛꯄ ꯌꯥꯏ꯫ ꯃꯁꯤꯒꯤ ꯒꯦꯠ ꯁꯦꯠ ꯑꯁꯤ ꯏꯟꯐꯥꯏꯅꯥꯏꯠ ꯑꯣꯏꯔꯕꯁꯨ, ꯃꯁꯤ ꯁꯣꯂꯣꯚꯦ-ꯀꯤꯇꯦꯚ ꯊꯤꯑꯣꯔꯦꯝ ꯍꯥꯏꯖꯗꯨꯅ ꯐꯥꯏꯅꯥꯏꯠ ꯒꯦꯠ ꯁꯦꯠ ꯑꯃꯅ ꯍꯣꯡꯗꯣꯛꯄ ꯌꯥꯏ꯫ ꯀ꯭ꯌꯨꯕꯤꯠ-ꯈꯔ ꯑꯣꯏꯕ ꯀ꯭ꯋꯥꯟꯇꯝ ꯒꯦꯠꯁꯤꯡ ꯁꯤꯖꯤꯟꯅꯗꯨꯅ ꯕꯣꯂꯤꯌꯟ ꯃꯊꯧꯁꯤꯡ ꯆꯠꯅꯍꯟꯕ ꯑꯁꯤ ꯃꯐꯝ ꯑꯁꯤꯗ ꯎꯠꯂꯤ꯫ ꯆꯥꯡ ꯑꯣꯟꯕꯗ ꯌꯨꯝꯐꯝ ꯑꯣꯏꯕ ꯀ꯭ꯋꯥꯟꯇꯝ ꯀꯝꯄꯨꯇꯤꯡ ꯆꯥꯡ ꯑꯣꯟꯕꯗ ꯌꯨꯝꯐꯝ ꯑꯣꯏꯕ ꯀ꯭ꯋꯥꯟꯇꯝ ꯀꯝꯄ꯭ꯌꯨꯇꯔ ꯑꯃꯅ ꯀꯝꯄ꯭ꯌꯨꯅꯤꯇꯦꯁꯟ ꯑꯁꯤ ꯕꯦꯜ ꯁ꯭ꯇꯦꯠ ꯃꯦꯆꯔꯁ ꯄꯔꯤꯡ ꯑꯃꯗ ꯈꯥꯏꯗꯣꯛꯏ ꯑꯃꯁꯨꯡ ꯀ꯭ꯋꯥꯟꯇꯝ ꯒꯦꯠ ꯇꯦꯂꯤꯄꯣꯔꯇꯦꯁꯟ ꯀꯧꯕ ꯇꯦꯛꯅꯤꯛ ꯑꯃ ꯁꯤꯖꯤꯟꯅꯗꯨꯅ ꯌꯥꯝꯅ ꯀꯟꯅ ꯁꯝꯅꯕ ꯑꯍꯥꯟꯕ ꯁ꯭ꯇꯦꯠꯀꯤ (ꯈꯣꯝꯖꯤꯟꯕ ꯁ꯭ꯇꯦꯠ) ꯗ ꯁꯤꯖꯤꯟꯅꯕ ꯁꯤꯡꯒꯜ-ꯀ꯭ꯌꯨꯕꯤꯠ ꯀ꯭ꯋꯥꯟꯇꯝ ꯒꯦꯠꯁꯤꯡꯗ ꯁꯤꯀꯝꯄꯨꯇꯦꯁꯟ ꯇꯧꯋꯤ꯫ ꯑꯗꯤꯌꯥꯕꯦꯇꯤꯛ ꯀ꯭ꯋꯥꯟꯇꯝ ꯀꯝꯄ꯭ꯌꯨꯇꯤꯡ ꯀ꯭ꯋꯥꯟꯇꯝ ꯑꯦꯅꯤꯂꯤꯡ ꯌꯨꯝꯐꯝ ꯑꯣꯏꯕ ꯑꯦꯗꯤꯌꯥꯕꯦꯇꯤꯛ ꯀ꯭ꯋꯥꯟꯠꯝ ꯀꯝꯄ꯭ꯌꯨꯇꯔ ꯑꯃꯅ, ꯀꯝꯄ꯭ꯌꯨꯅꯤꯇꯦꯁꯟ ꯑꯁꯤ ꯑꯍꯥꯟꯕ ꯍꯦꯃꯤꯇꯣꯅꯤꯌꯟ ꯑꯃꯅ ꯑꯔꯣꯏꯕ ꯍꯦꯃꯤꯇꯣꯅꯤꯇꯤꯌꯟ ꯑꯃꯗ ꯇꯞꯅ ꯇꯞꯅ ꯂꯦꯞꯇꯅ ꯍꯣꯡꯗꯣꯛꯄ ꯑꯃꯗ ꯈꯥꯏꯗꯣꯛꯏ, ꯃꯁꯤꯒꯤ ꯂꯩꯅꯨꯡꯒꯤ ꯐꯤꯚꯝꯁꯤꯡꯗ ꯁꯣꯂꯨꯁꯟ ꯑꯗꯨ ꯌꯥꯎꯏ꯫ ꯅ꯭ꯌꯨꯔꯣꯃꯣꯐ꯭ꯔꯤꯛ ꯀ꯭ꯋꯥꯟꯇꯝ ꯀꯝꯄ꯭ꯌꯨꯇꯤꯡ ("ꯀꯝꯄ꯭ꯌꯨꯅꯤꯇꯤꯡ " ꯍꯥꯏꯅ ꯁꯝꯅꯕ) ꯑꯁꯤ ꯀ꯭ꯋꯥꯟꯇꯝ ꯑꯣꯄꯔꯦꯁꯟꯁꯤꯡ ꯄꯥꯡꯊꯣꯛꯄꯗ ꯅ꯭ꯌꯨꯔꯣꯃꯣꯔꯐꯤꯛ ꯀꯝꯄ꯭ꯌꯨꯇꯤꯡ ꯁꯤꯖꯤꯟꯅꯔꯤꯕ ꯆꯠꯅꯗ꯭ꯔꯕ ꯀꯝꯄ꯭ꯌꯨꯇꯤꯡꯒꯤ ꯃꯈꯜ ꯑꯃꯅꯤ꯫ ꯀ꯭ꯋꯥꯟꯇꯝ ꯀꯝꯄ꯭ꯌꯨꯇꯦꯁꯟꯒꯤ ꯑꯁꯦꯡꯕ ꯃꯣꯗꯦꯜ ꯑꯃꯗ ꯆꯂꯥꯏꯕ ꯑꯦꯂꯣꯔꯤꯊꯝꯁꯤꯡ ꯑꯣꯏꯔꯤꯕ ꯀ꯭ꯋꯥꯟꯇꯝ ꯑꯦꯂꯣꯔꯤꯊꯝꯁꯤꯡ ꯑꯁꯤ ꯅ꯭ꯌꯨꯔꯣꯃꯣꯐ꯭ꯔꯤꯛ ꯀ꯭ꯋꯥꯟꯇꯝ ꯀꯝꯄ꯭ꯌꯨꯅꯤꯇꯤꯡꯒ ꯃꯥꯟꯅꯅ ꯐꯖꯅ ꯀꯝꯄ꯭ꯌꯨꯠ ꯇꯧꯕ ꯌꯥꯏ ꯍꯥꯏꯅ ꯋꯥꯐꯝ ꯊꯝꯈꯤ꯫ ꯇ꯭ꯔꯦꯗꯤꯁꯅꯦꯜ ꯀ꯭ꯋꯥꯟꯇꯝ ꯀꯝꯄ꯭ꯌꯨꯇꯤꯡ ꯑꯃꯁꯨꯡ ꯅ꯭ꯌꯨꯔꯣꯃꯣꯔꯐꯤꯛ ꯀ꯭ꯋꯥꯟꯇꯝ ꯀꯝꯄ꯭ꯌꯨꯅꯤꯇꯤꯡ ꯑꯅꯤꯃꯛ ꯑꯁꯤ ꯐꯤꯖꯤꯛꯁꯇ ꯌꯨꯝꯐꯝ ꯑꯣꯏꯕ ꯀꯝꯄ꯭ꯌꯨꯇꯤꯡꯒꯤ ꯃꯇꯥꯡꯗ ꯆꯠꯅꯗꯕ ꯊꯧꯑꯣꯡꯁꯤꯡꯅꯤ ꯑꯃꯁꯨꯡ ꯚꯣꯟ ꯅ꯭ꯌꯨꯃꯥꯟꯒꯤ ꯌꯨꯝꯁꯥ-ꯀꯩꯁꯥꯒꯤ ꯃꯇꯨꯡ ꯏꯟꯅ ꯇꯧꯗꯦ꯫ ꯃꯈꯣꯏ ꯑꯅꯤꯃꯛꯅ ꯁꯤꯁꯇꯦꯝ ꯑꯃ ꯁꯦꯝꯒꯠꯂꯤ (ꯈꯨꯊꯥꯡꯗ ꯂꯩꯔꯤꯕ ꯐꯤꯖꯤꯀꯦꯜ ꯅꯨꯡꯉꯥꯏꯇꯕ ꯑꯗꯨ ꯎꯠꯂꯤꯕ ꯁꯔꯀꯤꯠ ꯑꯃ) ꯑꯃꯁꯨꯡ ꯃꯗꯨꯒꯤ ꯃꯇꯨꯡꯗ "ꯈ꯭ꯋꯥꯏꯗꯒꯤ ꯅꯦꯝꯕ" ꯑꯗꯨ ꯊꯤꯅꯕ ꯁꯤꯁꯇꯤꯝ ꯑꯗꯨꯒꯤ ꯃꯈꯣꯏꯒꯤ ꯃꯁꯥꯒꯤ ꯐꯤꯖꯤꯛꯁꯀꯤ ꯃꯇꯤꯛꯁꯤꯡ ꯑꯗꯨ ꯁꯤꯖꯤꯟꯅꯈꯤ꯫ ꯅ꯭ꯌꯨꯔꯣꯃꯣꯐ꯭ꯔꯤꯛ ꯀ꯭ꯋꯥꯟꯇꯝ ꯀꯝꯄ꯭ꯌꯨꯇꯤꯡ ꯑꯃꯁꯨꯡ ꯀ꯭ꯋꯥꯟꯠꯝ ꯀꯝꯄ꯭ꯌꯨꯅꯤꯇꯤꯡꯅ ꯀꯝꯄ꯭ꯌꯨꯇꯦꯁꯟꯒꯤ ꯃꯇꯝꯗ ꯃꯥꯟꯅꯕ ꯐꯤꯖꯤꯀꯦꯜ ꯄ꯭ꯔꯣꯄꯔꯇꯤꯁꯤꯡ ꯃꯥꯟꯅꯩ꯫ ꯇꯣꯄꯣꯂꯣꯖꯤꯀꯦꯜ ꯀ꯭ꯋꯥꯟꯇꯝ ꯀꯝꯄꯨꯇꯤꯡ ꯇꯣꯄꯣꯂꯣꯖꯤꯀꯦꯜ ꯀ꯭ꯋꯥꯟꯇꯝ ꯀꯝꯄ꯭ꯌꯨꯇꯔ ꯑꯃꯅ ꯂꯦꯇꯤꯁ ꯑꯅꯤ ꯑꯃꯗ ꯑꯦꯅꯤꯑꯣꯟꯁꯤꯡꯒꯤ ꯕ꯭ꯔꯦꯗꯤꯡꯗ ꯀꯝꯄ꯭ꯌꯨꯅꯤꯇꯦꯁꯟ ꯑꯗꯨ ꯀꯛꯊꯠꯂꯤ꯫ ꯀ꯭ꯋꯥꯟꯇꯝ ꯇꯨꯔꯤꯡ ꯃꯦꯁꯤꯟ ꯀ꯭ꯋꯥꯟꯇꯝ ꯇꯨꯔꯤꯡ ꯃꯦꯁꯤꯟ ꯑꯁꯤ ꯇꯨꯔꯤꯡ ꯃꯦꯁꯤꯟꯒꯤ ꯀ꯭ꯋꯥꯟꯇꯝ ꯑꯦꯅꯣꯂꯣꯒꯅꯤ꯫ ꯀꯝꯄ꯭ꯌꯨꯇꯦꯁꯟꯒꯤ ꯃꯣꯗꯦꯜ ꯄꯨꯝꯅꯃꯛ-ꯀ꯭ꯋꯥꯟꯇꯝ ꯁꯔꯀ꯭ꯌꯨꯠꯁꯤꯡ, ꯋꯥꯟ-ꯋꯦ ꯀ꯭ꯋꯥꯟꯠꯝ ꯀꯝꯄ꯭ꯌꯨꯅꯤꯇꯦꯁꯟ, ꯑꯦꯗꯤꯌꯥꯕꯦꯇꯤꯛ ꯀ꯭ꯋꯥꯟꯇꯝ ꯀꯝꯄꯨꯇꯤꯇꯦꯁꯟ, ꯑꯃꯁꯨꯡ ꯇꯣꯄꯣꯂꯣꯖꯤꯀꯦꯜ ꯀ꯭ꯋꯥꯟꯠꯝ ꯀꯝꯄ꯭ꯌꯨꯇꯦꯁꯟ -ꯑꯁꯤ ꯑꯁꯤꯒꯨꯝꯕ ꯀ꯭ꯋꯥꯟꯇꯝ ꯀꯝꯄ꯭ꯌꯨꯇꯔ ꯑꯃꯒꯤ ꯃꯄꯨꯡ ꯐꯥꯕ ꯊꯕꯛ ꯄꯥꯡꯊꯣꯛꯄ ꯄꯤꯔꯕꯗ ꯀ꯭ꯋꯥꯟꯇꯝ ꯇꯨꯔꯤꯡ ꯃꯦꯁꯤꯟꯒ ꯃꯥꯟꯅꯩ ꯍꯥꯏꯅ ꯎꯠꯈ꯭ꯔꯦ, ꯃꯁꯤꯅ ꯑꯇꯣꯞꯄ ꯄꯨꯝꯅꯃꯛꯄꯨ ꯄꯣꯂꯤꯅꯣꯃꯤꯌꯦꯜ ꯑꯣꯚꯔꯍꯦꯗꯇꯒꯤ ꯍꯦꯟꯅ ꯌꯥꯎꯗꯅ ꯁꯤꯃ꯭ꯌꯨꯂꯦꯠ ꯇꯧꯕ ꯉꯝꯃꯤ꯫ ꯃꯁꯤꯒꯤ ꯃꯥꯟꯅꯕ ꯑꯁꯤ ꯄ꯭ꯔꯦꯛꯇꯤꯀꯦꯜ ꯀ꯭ꯋꯥꯟꯇꯝ ꯀꯝꯄ꯭ꯌꯨꯇꯔꯁꯤꯡꯒꯤꯗꯃꯛꯇ ꯊꯝꯕ ꯃꯊꯧ ꯇꯥꯗꯦ, ꯃꯔꯝꯗꯤ ꯁꯤꯃ꯭ꯌꯨꯂꯦꯁꯟꯒꯤ ꯃꯊꯛꯇ ꯂꯩꯕ ꯑꯁꯤ ꯄ꯭ꯔꯦꯛꯇꯤꯀꯦꯜ ꯑꯣꯏꯕꯗ ꯌꯥꯝꯅ ꯆꯥꯎꯕ ꯌꯥꯏ꯫ ꯅꯣꯏꯖꯤ ꯏꯟꯇꯤꯃꯤꯗꯤꯌꯦꯠ ꯁ꯭ꯀꯦꯜ ꯀ꯭ꯋꯥꯟꯇꯝ ꯀꯝꯄ꯭ꯌꯨꯇꯤꯡ ꯊ꯭ꯔꯦꯁꯍꯣꯜ ꯊꯤꯑꯣꯔꯝ ꯑꯁꯤꯅ ꯀ꯭ꯌꯨꯕꯤꯛꯁꯤꯡꯒꯤ ꯃꯁꯤꯡ ꯍꯦꯟꯒꯠꯍꯟꯕꯅ ꯀꯔꯝꯅ ꯑꯁꯣꯏꯕꯁꯤꯡ ꯍꯟꯊꯍꯟꯕꯒꯦ ꯍꯥꯏꯕꯗꯨ ꯎꯠꯂꯤ, ꯑꯗꯨꯝ ꯑꯣꯏꯅꯃꯛ ꯃꯄꯨꯡꯐꯥꯅ ꯐꯣꯜꯠ-ꯇꯣꯜꯔꯦꯟ ꯑꯣꯏꯕ ꯀ꯭ꯋꯥꯟꯇꯝ ꯀꯝꯄ꯭ꯌꯨꯇꯤꯡ ꯑꯁꯤ "ꯌꯥꯝꯅ ꯂꯥꯞꯅ ꯂꯩꯕ ꯋꯥꯈꯜ ꯑꯃ" ꯑꯣꯏꯅ ꯂꯩꯔꯤ꯫